ꯕꯤꯃꯣꯜ ꯁꯔꯃꯥꯒꯤ ꯂꯝꯖꯤꯡ-ꯂꯝꯇꯥꯛꯄꯒꯤ ꯃꯈꯥꯗ ꯃꯃꯤ ꯀꯨꯝꯍꯩ "ꯐꯤꯖꯥꯡ ꯃꯔꯨꯝꯗꯥ"ꯗ ꯗꯣꯛꯇꯔ ꯑꯃ ꯑꯣꯏꯅꯁꯨ ꯁꯛꯇꯝ ꯂꯥꯡꯈꯤ꯫ ꯀꯤꯔꯟ ꯀꯣꯏꯖꯝꯅ ꯂꯝꯖꯤꯡ-ꯂꯝꯇꯥꯛꯈꯤꯕ ꯃꯃꯤ ꯀꯨꯝꯍꯩ "ꯑꯄꯥꯏꯕꯥ ꯂꯦꯆꯤꯜ"ꯗ ꯑꯥꯔꯇꯤꯅꯥꯅ ꯃꯔꯨꯑꯣꯏꯕ ꯊꯧꯗꯥꯡ ꯂꯧꯈꯤ ꯑꯗꯨꯒ ꯃꯍꯥꯛꯅ ꯄ꯭ꯔꯦꯃꯥꯅꯟꯗꯒꯤ ꯂꯝꯖꯤꯡ-ꯂꯝꯇꯥꯛꯄꯒꯤ ꯃꯈꯥꯗ ꯃꯃꯤ ꯀꯨꯝꯍꯩ "ꯄꯨꯟꯁꯤ ꯆꯨꯞꯄꯥ ꯅꯪꯁꯦ ꯏꯒꯤꯅꯤ"ꯗ ꯁꯄꯣꯔꯇꯤꯡ ꯔꯣꯜ (ꯕꯣꯟꯅꯤ ꯁꯔꯃꯥꯒ ꯂꯣꯏꯅꯅ) ꯂꯧꯈꯤ꯫ ꯃꯍꯥꯛꯀꯤ ꯈ꯭ꯋꯥꯏꯗꯒꯤ ꯅꯧꯕ ꯃꯃꯤ ꯀꯨꯝꯍꯩ "ꯆꯛꯊꯦꯛꯄꯤ"ꯗ ꯃꯍꯥꯛꯅ ꯒꯣꯀꯨꯜꯒ ꯂꯣꯏꯅꯅ ꯀꯨꯝꯃꯤꯟꯅꯈꯤ ꯑꯃꯁꯨꯡ ꯅꯨꯡꯁꯤꯇꯣꯝꯕꯤꯒꯤ ꯁꯛꯇꯝ ꯂꯥꯡꯈꯤ꯫ ꯃꯍꯥꯛꯅ ꯁꯨꯚꯥꯁ ꯄꯦꯕꯤꯌꯥꯅ ꯂꯝꯖꯤꯡ-ꯂꯝꯇꯥꯛꯈꯤꯕ ꯃꯃꯤ ꯀꯨꯝꯍꯩ "ꯈꯣꯝꯂꯥꯡ ꯂꯃꯟ"ꯗ ꯊꯥꯔꯤꯛꯊꯥꯒꯤ ꯁꯛꯇꯝ ꯂꯥꯡꯈꯤ꯫ ꯃꯍꯥꯛ ꯃꯦꯙꯥꯖꯤꯠꯅ ꯂꯝꯖꯤꯡ-ꯂꯝꯇꯥꯛꯈꯤꯕ ꯃꯃꯤ ꯀꯨꯝꯍꯩ "ꯂꯝꯈꯥꯏ"ꯗ ꯁꯛꯇꯝ ꯂꯥꯡꯈ꯭ꯔꯦ꯫ ꯑꯥꯔꯇꯤꯅꯥꯅ ꯁꯛꯇꯝ ꯂꯥꯡꯈꯤꯕ ꯃꯃꯤ ꯀꯨꯝꯍꯩ ꯇꯔꯦꯠ ꯍꯦꯟꯅ ꯍꯧꯖꯤꯛꯁꯨ ꯅꯝꯕ ꯑꯃꯁꯨꯡ ꯑꯦꯗꯤꯇꯤꯡꯒꯤ ꯇꯥꯡꯀꯛꯇ ꯂꯩꯔꯤ ꯑꯃꯁꯨꯡ ꯑꯊꯨꯕ ꯃꯇꯝꯗ ꯀꯩꯊꯦꯜꯗ ꯂꯥꯛꯀꯅꯤ꯫ ꯃꯃꯤ ꯀꯨꯝꯍꯩꯁꯤꯡ ꯑꯁꯤꯗ ꯕꯤꯃꯣꯜ ꯐꯤꯕꯨꯅ ꯂꯝꯖꯤꯡ-ꯂꯝꯇꯥꯛꯄ ꯆꯅꯨ, ꯅꯤꯜꯂꯥꯙꯥꯖꯥ ꯈꯨꯃꯟꯒꯤ ꯅꯨꯡꯁꯤ ꯂꯝꯖꯦꯜ, ꯆꯧ-ꯑꯦꯟ-ꯂꯥꯏꯒꯤ ꯃꯣꯡꯐꯝ ꯑꯃꯁꯨꯡ ꯃꯤꯍꯠꯅꯤꯡꯇꯥꯕꯥ ꯀꯤꯂꯔ, ꯀꯤꯔꯟ ꯀꯣꯏꯖꯝꯒꯤ ꯅꯣꯡꯖꯥꯕꯤ ꯑꯃꯁꯨꯡ ꯀꯤꯔꯟ ꯀꯣꯏꯖꯝꯅ ꯂꯝꯖꯤꯡ-ꯂꯝꯇꯥꯛꯄ ꯂꯣꯌꯥꯂꯝꯒꯤ ꯃꯥꯂꯡꯕꯥ ꯌꯥꯎꯔꯤ꯫ ꯑꯥꯔꯇꯤꯅꯥꯅ ꯄꯤꯖꯥꯒꯤ ꯁꯛꯇꯝ ꯂꯥꯡꯈꯤꯕ ꯄꯤꯖꯥꯒꯤ ꯁꯨꯇꯤꯡꯁꯨ ꯍꯧꯖꯤꯛ ꯆꯠꯊꯔꯤ꯫ ꯐꯒꯤ ꯐꯒꯤꯗꯥꯒꯤ, ꯀꯪꯂꯥꯁꯥ ꯃꯩꯇꯩ, ꯅꯨꯡꯁꯤꯕꯥ ꯐꯒꯤ ꯅꯥꯠꯇꯦ, ꯄ꯭ꯔꯣꯗ꯭ꯌꯨꯁꯔ ꯗꯤꯔꯦꯛꯇꯔ, ꯏꯒꯤ ꯕ꯭ꯔꯗꯔ ꯑꯁꯤ ꯄꯥꯏꯞꯂꯥꯏꯟꯗ ꯂꯩꯔꯤꯕ ꯑꯇꯣꯞꯄ ꯃꯃꯤ ꯀꯨꯝꯍꯩꯁꯤꯡꯅꯤ꯫ ꯑꯥꯔꯇꯤꯅꯥꯅ ꯃꯃꯤ ꯀꯨꯝꯍꯩ ꯃꯔꯤ ꯍꯦꯟꯕꯗ ꯌꯥꯅꯆꯦ ꯈꯨꯠꯌꯦꯛ ꯄꯤꯅꯈ꯭ꯔꯦ ꯃꯗꯨꯒꯤꯗꯃꯛ "ꯋꯥ ꯋꯥ ꯂꯥꯎꯅꯨ"ꯌꯥꯎꯅ ꯅꯝꯕꯒꯤ ꯃꯇꯝ ꯂꯦꯞꯈ꯭ꯔꯦ꯫ ꯃꯃꯤ ꯀꯨꯝꯍꯩꯁꯤꯡꯒꯤ ꯃꯊꯛꯇ, ꯑꯥꯔꯇꯤꯅꯥꯅ ꯆꯥꯎꯔꯥꯛꯅ ꯏꯁꯩꯒꯤ ꯚꯤꯗꯤꯑꯣ ꯀꯨꯟꯔꯣꯝꯒꯤ ꯇꯣꯉꯥꯟ-ꯇꯣꯉꯥꯟꯕ ꯏꯁꯩ-ꯅꯣꯡꯃꯥꯏꯒꯤ ꯚꯤꯗꯤꯑꯣ ꯑꯦꯜꯕꯝꯁꯤꯡꯗꯁꯨ ꯁꯛꯇꯝ ꯂꯥꯡꯈꯤ꯫ ꯅꯨꯡꯁꯤꯕꯥ ꯀꯥꯔꯤꯅꯣ, ꯂꯥꯛꯂꯦ ꯂꯥꯛꯂꯦ ꯑꯁꯤ ꯄꯟꯕ ꯌꯥꯏ꯫ ꯃꯍꯥꯛꯅ ꯏꯁꯩ-ꯅꯣꯡꯃꯥꯏꯒꯤ ꯚꯤꯗꯤꯑꯣꯁꯤꯡꯗ ꯁꯛꯇꯝ ꯂꯥꯡꯂꯕꯁꯨ, ꯃꯍꯥꯛꯅ ꯏꯁꯩ-ꯅꯣꯡꯃꯥꯏꯒꯤ ꯚꯤꯗꯤꯑꯣꯁꯤꯡꯗꯒꯤ ꯍꯦꯟꯅ ꯃꯃꯤ ꯀꯨꯝꯍꯩꯒꯤ ꯏꯟꯗꯁꯇ꯭ꯔꯤꯗ ꯂꯩꯕ ꯄꯥꯝꯃꯤ꯫ ꯑꯥꯔꯇꯤꯅꯥꯒꯤ ꯃꯃꯥ ꯂꯣꯏꯗꯥꯡ ꯑꯁꯤ ꯃꯇꯝ ꯄꯨꯝꯅꯃꯛꯇ ꯃꯍꯥꯛꯀꯤ ꯃꯆꯥꯅꯨꯄꯤꯕꯨ ꯌꯦꯡꯁꯤꯜꯂꯤꯕ ꯃꯤꯑꯣꯏꯅꯤ꯫ ꯑꯥꯔꯇꯤꯅꯥꯒꯤ ꯃꯃꯥꯅ ꯃꯩꯁꯥ ꯑꯃꯁꯨꯡ ꯑꯃꯝꯕ ꯊꯦꯡꯅꯗꯨꯅ ꯅꯨꯃꯤꯠ ꯑꯃꯁꯨꯡ ꯅꯨꯃꯤꯗꯥꯡꯒꯤ ꯃꯇꯝꯗ ꯇꯣꯉꯥꯟ-ꯇꯣꯉꯥꯟꯕ ꯃꯐꯝꯁꯤꯡꯗ ꯅꯝꯕꯒꯤꯗꯃꯛ ꯃꯄꯥꯟꯗ ꯆꯠꯂꯤꯉꯩꯗ ꯃꯍꯥꯛꯄꯨ ꯌꯦꯡꯁꯤꯜꯂꯤ꯫ ꯃꯍꯥꯛꯀꯤ ꯃꯃꯥꯅ ꯃꯍꯥꯛꯀꯤ ꯃꯆꯥꯅꯨꯄꯤꯒꯤ ꯁꯤꯟꯐꯝꯒꯤ ꯃꯇꯥꯡꯗ ꯋꯥꯈꯜ ꯋꯥꯏ꯫ ꯃꯍꯥꯛꯀꯤ ꯏꯃꯨꯡ ꯃꯅꯨꯡꯅ ꯃꯃꯤ ꯀꯨꯝꯍꯩꯁꯤꯡꯗ ꯃꯣꯗꯦꯜ ꯑꯃꯥ ꯑꯣꯏꯅꯕ ꯃꯍꯥꯛꯀꯤ ꯍꯣꯠꯅꯕꯗ ꯑꯆꯧꯕ ꯃꯇꯦꯡ ꯄꯥꯡꯉꯤ꯫"ꯑꯩꯍꯥꯛ ꯑꯍꯜ ꯑꯣꯏꯔꯦ ꯑꯃꯁꯨꯡ ꯁꯣꯟꯊꯔꯦ, ꯑꯩꯍꯥꯛ ꯃꯍꯥꯛꯀꯤ ꯇꯨꯡꯒꯤ ꯁꯤꯟꯐꯝꯒꯤ ꯃꯇꯥꯡꯗ ꯋꯥꯈꯜ ꯋꯥꯏ, ꯑꯩꯍꯥꯛꯅ ꯑꯩꯒꯤ ꯃꯆꯥꯅꯨꯄꯤꯕꯨ ꯌꯦꯡꯁꯤꯟꯕ ꯉꯝꯗꯕ ꯃꯇꯝꯗ ꯀꯅꯥꯅ ꯌꯦꯡꯁꯤꯟꯒꯅꯤ ꯍꯥꯏꯕꯗꯨ ꯑꯩꯍꯥꯛ ꯋꯥꯈꯜ ꯋꯥꯏ", ꯂꯣꯏꯗꯥꯡꯅ ꯍꯥꯏꯈꯤ꯫ ꯍꯧꯖꯤꯛ ꯐꯥꯎꯕꯗ ꯑꯥꯔꯇꯤꯅꯥꯅ ꯃꯇꯤꯛ ꯆꯥꯕ ꯇ꯭ꯔꯦꯅꯤꯡ ꯑꯃ ꯌꯥꯎꯗꯅ ꯃꯃꯤ ꯀꯨꯝꯍꯩ ꯀꯌꯥꯗ ꯁꯛꯇꯝ ꯂꯥꯡꯈ꯭ꯔꯦ ꯑꯗꯨꯕꯨ ꯃꯍꯥꯛꯅ ꯃꯁꯥꯗ ꯂꯩꯔꯤꯕ ꯍꯩꯁꯤꯡꯕ ꯑꯃꯁꯨꯡ ꯍꯩꯊꯣꯏ-ꯁꯤꯡꯊꯣꯏꯕ ꯑꯗꯨꯈꯛꯇꯒ ꯂꯣꯏꯅꯅ꯫ ꯇꯣꯉꯥꯟ-ꯇꯣꯉꯥꯟꯕ ꯃꯀꯣꯛ ꯊꯣꯡꯕ ꯁꯤꯟꯅꯥꯏꯕꯁꯤꯡꯒ ꯁꯨꯇꯤꯡꯒꯤ ꯈꯨꯠꯊꯥꯡꯗ ꯃꯍꯥꯛꯅ ꯐꯪꯈꯤꯕ ꯂꯧꯁꯤꯡ ꯑꯁꯤ ꯃꯍꯥꯛꯅ ꯃꯇꯝ ꯄꯨꯝꯅꯃꯛꯇ ꯋꯥꯈꯜꯗ ꯊꯝꯂꯝꯕ ꯋꯥꯈꯜꯂꯣꯟꯁꯤꯡꯅꯤ꯫ ꯃꯍꯥꯛꯅ ꯄꯥꯎꯇꯥꯛ ꯑꯃꯁꯨꯡ ꯄꯨꯛꯅꯤꯡ ꯊꯧꯒꯠꯄꯗꯨ ꯀꯩꯗꯧꯅꯨꯡꯗ ꯀꯥꯎꯊꯣꯛꯈꯤꯗꯦ꯫ ꯃꯀꯣꯛ ꯊꯣꯡꯕ ꯁꯤꯟꯅꯥꯏꯕꯁꯤꯡꯅ ꯃꯍꯥꯛꯀꯤꯗꯃꯛ ꯂꯝꯖꯤꯡ-ꯂꯝꯇꯥꯛꯄꯅꯤ꯫ ꯃꯍꯥꯛꯅ ꯍꯧꯖꯤꯛꯁꯨ ꯇꯝꯂꯤ ꯑꯃꯁꯨꯡ ꯃꯍꯥꯛꯀꯤ ꯄꯨꯟꯁꯤꯗ ꯇꯝꯕ ꯑꯁꯤ ꯀꯩꯗꯧꯉꯩꯗꯁꯨ ꯂꯣꯏꯁꯤꯟꯗꯦ ꯍꯥꯏꯅ ꯃꯍꯥꯛꯅ ꯍꯥꯏ꯫ ꯃꯍꯥꯛꯅ ꯃꯊꯛ ꯊꯣꯡꯕ ꯁꯤꯟꯅꯥꯏꯕꯁꯤꯡꯗꯒꯤ ꯇꯣꯉꯥꯟ-ꯇꯣꯉꯥꯟꯕ ꯂꯧꯁꯤꯡ ꯇꯝꯈ꯭ꯔꯦ ꯃꯔꯝꯗꯤ ꯃꯍꯥꯛꯅ ꯃꯊꯛ ꯊꯣꯡꯕ ꯁꯤꯟꯅꯥꯏꯕꯁꯤꯡꯗ ꯃꯍꯥꯛꯅ ꯆꯤꯡꯅꯕ ꯂꯩꯔꯛꯄ ꯃꯇꯝ ꯈꯨꯗꯤꯡꯗ ꯍꯪꯕꯒꯤ ꯍꯩꯅꯕꯤ ꯂꯩ꯫ ꯑꯋꯥꯕ ꯄꯣꯛꯄꯒꯤ ꯃꯍꯨꯠꯇ ꯊꯧꯅꯥ ꯐꯕ ꯅꯨꯄꯤꯁꯤꯡꯅꯤ꯫ ꯑꯗꯨꯕꯨ ꯃꯍꯥꯛꯅ ꯃꯍꯥꯛꯄꯨ ꯁꯤꯟꯅꯔꯤꯕ ꯁꯛꯇꯝ ꯑꯃꯍꯦꯛꯇꯕꯨ ꯂꯧꯕꯗ ꯀꯩꯗꯧꯉꯩꯗꯁꯨ ꯅꯤꯡꯉꯝꯂꯣꯏ ꯍꯥꯏꯅ ꯃꯍꯥꯛꯅ ꯇꯛꯁꯤꯟꯈꯤ꯫ ꯍꯧꯖꯤꯛ ꯐꯥꯎꯕꯗ ꯑꯥꯔꯇꯤꯅꯥꯅ ꯇꯣꯉꯥꯟ-ꯇꯣꯉꯥꯟꯕ ꯃꯃꯤ ꯀꯨꯝꯍꯩꯁꯤꯡꯗ ꯇꯣꯉꯥꯟ-ꯇꯣꯉꯥꯟꯕ ꯁꯛꯇꯝꯁꯤꯡ ꯂꯥꯡꯈ꯭ꯔꯦ꯫ ꯑꯥꯔꯇꯤꯅꯥꯅ ꯍꯧꯖꯤꯛ ꯃꯇꯝ ꯑꯁꯤꯗ ꯑꯇꯣꯞꯄ ꯔꯥꯖ꯭ꯌꯁꯤꯡꯗꯒꯤ ꯄꯨꯁꯤꯜꯂꯛꯄ ꯃꯃꯤ ꯀꯨꯝꯍꯩꯁꯤꯡ ꯌꯦꯡꯕꯒꯤ ꯃꯍꯨꯠꯇ ꯔꯥꯖ꯭ꯌ ꯑꯁꯤꯒꯤ ꯃꯃꯤ ꯀꯨꯝꯍꯩ ꯄꯥꯝꯖꯕꯁꯤꯡꯅ ꯃꯅꯤꯄꯨꯔꯒꯤ ꯃꯃꯤ ꯀꯨꯝꯍꯩꯁꯤꯡ ꯌꯦꯡꯕꯗ ꯌꯥꯝꯅ ꯄꯨꯛꯅꯤꯡ ꯆꯪꯏ ꯍꯥꯏꯅ ꯋꯥꯈꯜꯂꯣꯟ ꯊꯝꯂꯤ꯫ ꯃꯁꯤꯅ ꯃꯅꯤꯄꯨꯔꯤ ꯁꯤꯅꯦꯃꯥꯒꯤ ꯊꯥꯛ ꯑꯁꯤ ꯌꯥꯝꯅ ꯆꯥꯎꯈꯠꯂꯛꯂꯦ ꯑꯃꯁꯨꯡ ꯑꯋꯥꯡꯕ ꯊꯥꯛꯇ ꯂꯥꯛꯂꯦ ꯍꯥꯏꯕꯁꯤ ꯎꯠꯂꯤ꯫ ꯃꯍꯥꯛꯅ ꯃꯈꯥ ꯇꯥꯅ ꯐꯣꯡꯗꯣꯛꯂꯤ ꯃꯗꯨꯗꯤ ꯃꯅꯤꯄꯨꯔꯤ ꯑꯦꯛꯇꯔꯁꯤꯡꯒꯤ ꯃꯇꯥꯡꯗ ꯁꯟꯗꯣꯛꯂꯤꯕ ꯋꯥꯐꯝ ꯑꯁꯤꯅ ꯅꯨꯄꯤ ꯑꯥꯔꯇꯤꯁ꯭ꯠꯀꯤ ꯋꯥꯈꯜꯗ ꯃꯔꯨꯑꯣꯏꯅ ꯑꯅꯧꯕ ꯅꯨꯄꯤ ꯑꯥꯔꯇꯤꯁ꯭ꯠꯁꯤꯡꯗ ꯐꯠꯇꯕ ꯁꯥꯐꯨ ꯄꯤ꯫ ꯃꯔꯝ ꯑꯁꯤꯅ, ꯑꯥꯔꯇꯤꯅꯥꯅ ꯃꯤꯌꯥꯝꯗ ꯋꯥꯐꯝ ꯑꯃꯁꯨꯡ ꯑꯔꯥꯟꯕ ꯋꯥꯈꯜꯂꯣꯟꯁꯤꯡ ꯁꯟꯗꯣꯛꯂꯣꯏꯗꯅꯕ ꯍꯥꯏꯖꯩ"꯫